ꯃꯦꯁꯤꯟ ꯂꯔꯅꯤꯡꯒꯤ ꯇꯣꯉꯥꯟ-ꯇꯣꯉꯥꯟꯕꯥ ꯁꯤꯖꯤꯟꯅꯐꯝꯁꯤꯡ ꯀꯔꯤꯅꯣ? ꯃꯦꯁꯤꯟ ꯂꯔꯅꯤꯡ ꯑꯁꯤ ꯑꯥꯔꯇꯤꯐꯤꯁꯤꯑꯦꯜ ꯏꯟꯇꯤꯂꯤꯖꯦꯟꯁꯤꯡꯒꯤ ꯁꯕꯁꯦꯠ ꯑꯃꯅꯤ, ꯃꯁꯤꯗꯥ ꯗꯦꯇꯥꯗꯥ ꯌꯨꯝꯐꯝ ꯑꯣꯏꯔꯒꯥ ꯇꯝꯖꯕꯥ ꯑꯃꯁꯨꯡ ꯄ꯭ꯔꯤꯗꯤꯛꯁꯟ ꯅꯠꯇ꯭ꯔꯒꯥ ꯔꯦꯞ ꯂꯧꯕꯥ ꯌꯥꯕꯥ ꯑꯦꯜꯒꯣꯔꯤꯊꯝꯁꯤꯡ ꯁꯤꯖꯤꯟꯅꯕꯥ ꯌꯥꯎꯔꯤ꯫ ꯃꯁꯤꯒꯤ ꯈ꯭ꯋꯥꯏꯗꯒꯤ ꯀꯃꯟ ꯑꯣꯏꯕꯥ ꯑꯦꯄ꯭ꯂꯤꯀꯦꯁꯟ ꯈꯔꯗꯤ ꯃꯈꯥꯗꯥ ꯄꯤꯔꯤ: ꯄ꯭ꯔꯤꯗꯤꯛꯀꯤꯁꯟ ꯃꯣꯗꯦꯂꯤꯡ: ꯃꯦꯁꯤꯟ ꯂꯔꯅꯤꯡ ꯑꯦꯜꯒꯣꯔꯤꯊꯝꯁꯤꯡ ꯑꯁꯤ ꯄꯨꯋꯥꯔꯤꯒꯤ ꯗꯦꯇꯥ ꯑꯦꯅꯥꯂꯥꯏꯖ ꯇꯧꯅꯕꯥ ꯑꯃꯁꯨꯡ ꯇꯨꯡꯒꯤ ꯇ꯭ꯔꯦꯟꯗꯁꯤꯡ, ꯊꯧꯗꯣꯛꯁꯤꯡ ꯅꯠꯇ꯭ꯔꯒꯥ ꯂꯝꯆꯠ-ꯁꯥꯖꯠꯁꯤꯡꯒꯤ ꯃꯇꯥꯡꯗꯥ ꯄ꯭ꯔꯤꯗꯤꯛꯁꯟ ꯇꯧꯅꯕꯥ ꯁꯤꯖꯤꯟꯅꯩ꯫ ꯀꯃꯟ ꯑꯣꯏꯕꯥ ꯑꯦꯄ꯭ꯂꯤꯀꯦꯁꯟꯁꯤꯡꯒꯤ ꯃꯅꯨꯡꯗꯥ ꯁ꯭ꯇꯣꯛꯀꯤ ꯃꯃꯜ, ꯀꯁ꯭ꯇꯃꯔꯁꯤꯡꯒꯤ ꯂꯝꯆꯠ-ꯁꯥꯖꯠ ꯅꯠꯇ꯭ꯔꯒꯥ ꯂꯥꯏꯅꯥ ꯑꯃꯥ ꯂꯥꯛꯄꯒꯤ ꯑꯣꯏꯊꯣꯛꯄꯥ ꯌꯥꯕꯁꯤꯡ ꯂꯥꯎꯊꯣꯛꯄꯥ ꯑꯁꯤ ꯌꯥꯎꯏ꯫ ꯏꯃꯦꯖ ꯑꯃꯁꯨꯡ ꯁ꯭ꯄꯦꯆ ꯔꯤꯀꯣꯛꯅꯤꯁꯟ: ꯃꯦꯁꯤꯟ ꯂꯔꯅꯤꯡ ꯑꯁꯤ ꯀꯝꯄ꯭ꯌꯨꯇꯔ ꯚꯤꯖꯟ ꯑꯃꯁꯨꯡ ꯁ꯭ꯄꯤꯆ ꯔꯤꯀꯣꯛꯅꯤꯁꯟ ꯇꯦꯛꯅꯣꯂꯣꯖꯤꯁꯤꯡꯗꯥ ꯄꯥꯛ ꯁꯟꯅꯥ ꯁꯤꯖꯤꯟꯅꯩ꯫ ꯃꯁꯤꯅꯥ ꯏꯃꯦꯖ ꯅꯠꯇ꯭ꯔꯒꯥ ꯋꯥ ꯉꯥꯡꯕꯥ ꯈꯪꯗꯣꯛꯅꯕꯥ ꯑꯃꯁꯨꯡ ꯀ꯭ꯂꯥꯁꯤꯐꯥꯏ ꯇꯧꯅꯕꯥ ꯚꯤꯖꯨꯑꯦꯜ ꯅꯠꯇ꯭ꯔꯒꯥ ꯑꯣꯗꯤꯑꯣ ꯗꯦꯇꯥꯗꯥ ꯂꯩꯕꯥ ꯄꯦꯇ꯭ꯔꯟꯁꯤꯡ ꯈꯪꯗꯣꯛꯄꯥ ꯉꯝꯒꯅꯤ꯫ ꯔꯤꯛꯃꯦꯟꯗ ꯇꯧꯔꯕꯥ ꯁꯤꯁꯇꯦꯝꯁꯤꯡ: ꯃꯦꯁꯤꯟ ꯂꯔꯅꯤꯡ ꯑꯦꯜꯒꯣꯔꯤꯊꯝꯁꯤꯡ ꯑꯁꯤ ꯌꯨꯖꯔꯁꯤꯡꯗꯥ ꯃꯈꯣꯏꯒꯤ ꯍꯧꯈꯤꯕꯥ ꯂꯝꯆꯠ-ꯁꯥꯖꯠ ꯑꯃꯁꯨꯡ ꯄꯟꯁꯟꯗꯁꯤꯡꯗꯥ ꯌꯨꯝꯐꯝ ꯑꯣꯏꯗꯨꯅꯥ ꯃꯈꯣꯏꯅꯥ ꯄꯥꯝꯂꯤꯕꯥ ꯄꯣꯠꯊꯣꯛꯁꯤꯡ ꯅꯠꯇ꯭ꯔꯒꯥ ꯁꯔꯚꯤꯁꯁꯤꯡꯒꯨꯝꯕꯥ ꯄꯔꯁꯣꯅꯦꯂꯥꯏꯖ ꯇꯧꯔꯕꯥ ꯔꯤꯛꯃꯦꯟꯗꯦꯁꯟꯁꯤꯡ ꯄꯤꯕꯥ ꯔꯤꯛꯃꯦꯟꯗꯦꯟ ꯇꯧꯔꯕꯥ ꯁꯤꯁꯇꯦꯝꯁꯤꯡ ꯁꯦꯝꯒꯠꯅꯕꯥ ꯁꯤꯖꯤꯟꯅꯩ꯫ ꯐ꯭ꯔꯣꯗ ꯗꯤꯇꯦꯛꯁꯟ: ꯃꯦꯁꯤꯟ ꯂꯔꯅꯤꯡ ꯑꯦꯜꯒꯣꯔꯤꯊꯝꯁꯤꯡꯅꯥ ꯀ꯭ꯔꯦꯗꯤꯠ ꯀꯥꯔꯗ ꯐ꯭ꯔꯣꯗ ꯅꯠꯇ꯭ꯔꯒꯥ ꯏꯟꯁꯨꯔꯦꯟꯁ ꯐ꯭ꯔꯣꯗꯒꯨꯝꯕꯥ ꯑꯔꯥꯟꯕꯥ ꯊꯕꯛ ꯊꯧꯔꯝꯁꯤꯡ ꯈꯪꯗꯣꯛꯅꯕꯥ ꯑꯆꯧꯕꯥ ꯗꯦꯇꯥ ꯑꯦꯅꯥꯂꯥꯏꯖ ꯇꯧꯕꯥ ꯌꯥꯏ꯫ ꯅꯦꯆꯔꯦꯜ ꯂꯦꯡꯒꯣꯏꯖ ꯄ꯭ꯔꯣꯁꯦꯁꯤꯡ: ꯃꯦꯁꯤꯟ ꯂꯔꯅꯤꯡ ꯑꯁꯤ ꯅꯦꯆꯔꯦꯜ ꯂꯦꯡꯒꯣꯏꯖ ꯄ꯭ꯔꯣꯁꯦꯁꯤꯡꯗꯥ ꯄꯥꯛ ꯁꯟꯅꯥ ꯁꯤꯖꯤꯟꯅꯩ, ꯃꯁꯤꯗꯥ ꯃꯍꯧꯁꯥꯒꯤ ꯂꯣꯜ ꯁꯤꯖꯤꯟꯅꯗꯨꯅꯥ ꯀꯝꯄ꯭ꯌꯨꯇꯔ ꯑꯃꯁꯨꯡ ꯃꯤꯑꯣꯏꯕꯒꯤ ꯃꯔꯛꯇꯥ ꯋꯥꯔꯤ ꯁꯥꯅꯕꯥ ꯌꯥꯏ꯫ ꯅꯦꯆꯔꯦꯜ ꯂꯦꯡꯒꯣꯏꯖ ꯄ꯭ꯔꯥꯁꯣꯁꯅꯦꯂꯥꯏꯖ ꯂꯣꯜ ꯍꯟꯗꯣꯛꯄꯥ, ꯁꯦꯟꯇꯤꯃꯦꯟꯇ ꯑꯦꯅꯥꯂꯥꯏꯁ ꯑꯃꯁꯨꯡ ꯇꯦꯛꯁ ꯁꯝꯃꯥꯔꯤꯖꯨꯛꯒꯨꯝꯕꯥ ꯑꯦꯄ꯭ꯂꯤꯀꯦꯁꯟꯁꯤꯡꯗꯥ ꯁꯤꯖꯤꯟꯅꯩ꯫ ꯑꯄꯨꯟꯕꯥ ꯑꯣꯏꯅꯥ ꯃꯦꯁꯤꯟ ꯂꯔꯅꯤꯡ ꯁꯤꯖꯤꯟꯅꯕꯥ ꯑꯁꯤ ꯄꯥꯛ ꯁꯟꯅꯥ ꯆꯠꯅꯔꯤ ꯑꯃꯁꯨꯡ ꯃꯁꯤ ꯐꯥꯏꯅꯥꯟꯁ, ꯍꯦꯜꯊꯀꯦꯌꯔ, ꯃꯥꯔꯀꯦꯇꯤꯡ, ꯑꯁꯤꯅꯆꯤꯡꯕꯥ ꯃꯈꯜ ꯀꯌꯥꯒꯤ ꯏꯟꯗꯁꯇ꯭ꯔꯤꯁꯤꯡ ꯑꯃꯁꯨꯡ ꯂꯝꯁꯤꯡꯗꯥ ꯁꯤꯖꯤꯟꯅꯕꯥ ꯌꯥꯏ꯫ ꯑꯅꯧꯕꯥ ꯒꯦꯝ ꯑꯃꯒꯤꯗꯃꯛ ꯀꯁ꯭ꯇꯃꯔꯁꯤꯡꯒꯤ ꯃꯇꯥꯡꯗꯥ ꯗꯦꯇꯥ ꯈꯣꯝꯖꯤꯟꯕꯥ ꯁꯔꯚꯦ ꯑꯃꯥ ꯗꯤꯖꯥꯏꯟ ꯇꯧꯕꯥ ꯌꯥꯒꯅꯤ꯫ ꯁꯔꯚꯦ ꯑꯁꯤꯗꯥ ꯇꯔꯥꯝꯅꯥ ꯑꯣꯛꯆꯔꯤ! ꯑꯩꯈꯣꯏꯅꯥ ꯑꯩꯈꯣꯏꯒꯤ ꯂꯥꯛꯀꯗꯧꯔꯤꯕꯥ ꯒꯦꯝ ꯑꯁꯤꯒꯤꯗꯃꯛ ꯀꯁ꯭ꯇꯃꯔꯁꯤꯡꯒꯤ ꯄꯁꯟꯗꯒꯤ ꯃꯇꯥꯡꯗꯥ ꯗꯦꯇꯥ ꯈꯣꯝꯖꯤꯜꯂꯤ꯫ ꯑꯗꯣꯝꯒꯤ ꯒꯦꯃꯤꯡ ꯑꯦꯛꯁꯄꯤꯔꯤꯑꯦꯟꯁ ꯐꯒꯠꯍꯟꯕꯗꯥ ꯃꯇꯦꯡ ꯄꯥꯡꯅꯕꯥ ꯃꯈꯥꯒꯤ ꯋꯥꯍꯪꯁꯤꯡ ꯑꯁꯤꯒꯤ ꯑꯆꯨꯝꯕꯥ ꯄꯥꯎꯈꯨꯝ ꯄꯤꯕꯤꯌꯨ꯫ ꯅꯍꯥꯛꯀꯤ ꯆꯍꯤꯒꯤ ꯔꯦꯟꯖ ꯑꯁꯤ ꯀꯔꯤꯅꯣ? ꯑꯩꯈꯣꯏꯒꯤ ꯁꯔꯚꯦ ꯑꯁꯤꯗꯥ ꯁꯔꯨꯛ ꯌꯥꯕꯤꯕꯒꯤꯗꯃꯛ ꯊꯥꯒꯠꯆꯔꯤ! ꯑꯗꯣꯝꯒꯤ ꯄꯥꯎꯈꯨꯝ ꯑꯁꯤꯅꯥ ꯑꯩꯈꯣꯏꯒꯤ ꯀꯁ꯭ꯇꯃꯔꯁꯤꯡꯒꯤꯗꯃꯛꯇꯥ ꯍꯦꯟꯅꯥ ꯐꯕꯥ ꯒꯦꯃꯤꯡ ꯑꯦꯛꯁꯄꯔꯤꯌꯦꯟꯁ ꯑꯃꯥ ꯁꯦꯃꯒꯠꯄꯗꯥ ꯃꯇꯦꯡ ꯄꯥꯡꯒꯅꯤ꯫